ꯃꯦꯟꯌꯨꯑꯦꯜ ꯑꯃꯁꯨꯡ ꯑꯣꯇꯣꯃꯦꯇꯤꯛ ꯇ꯭ꯔꯥꯟꯁꯃꯤꯁꯟꯒꯤ ꯃꯔꯛꯇ ꯂꯩꯕ ꯈꯦꯠꯅꯕ ꯑꯗꯨ ꯁꯟꯗꯣꯛꯅ ꯇꯥꯛꯄꯤꯌꯨ꯫ ꯃꯦꯅꯨꯑꯦꯜ ꯇ꯭ꯔꯥꯟꯁꯃꯤꯁꯟ ꯑꯃꯁꯨꯡ ꯑꯣꯇꯣꯃꯦꯇꯤꯛ ꯇ꯭ꯔꯥꯟꯁꯃꯤꯁꯟ ꯑꯁꯤ ꯀꯥ ꯑꯃꯅꯥ ꯒꯥꯔꯤꯒꯤ ꯏꯟꯖꯤꯟꯗꯒꯤ ꯍꯨꯏꯁꯤꯡꯗ ꯄꯥꯋꯔ ꯇ꯭ꯔꯥꯟꯁꯃꯤꯠ ꯇꯧꯕꯗ ꯁꯤꯖꯤꯟꯅꯕ ꯌꯥꯕꯥ ꯇꯣꯉꯥꯟ ꯇꯣꯉꯥꯟꯕꯥ ꯃꯈꯜ ꯑꯅꯤꯒꯤ ꯁꯤꯁ꯭ꯇꯦꯝ ꯑꯅꯤꯅꯤ, ꯃꯁꯤꯅ ꯃꯗꯨ ꯆꯠꯊꯣꯛ-ꯆꯠꯁꯤꯟ ꯇꯧꯕꯥ ꯌꯥꯍꯜꯂꯤ꯫ ꯃꯦꯅꯨꯑꯦꯜ ꯇ꯭ꯔꯥꯟꯁꯃꯤꯁꯟꯁꯤꯡꯗ ꯗ꯭ꯔꯥꯏꯚꯔꯅ ꯀ꯭ꯂꯆ ꯑꯃꯁꯨꯡ ꯒꯤꯌꯥꯔꯁꯤꯐꯠ ꯁꯤꯖꯤꯟꯅꯗꯨꯅ ꯒꯤꯌꯥꯔꯁꯤꯡ ꯃꯦꯅꯨꯑꯦꯜ ꯑꯣꯏꯅ ꯈꯟꯒꯠꯄꯥ ꯑꯃꯁꯨꯡ ꯑꯦꯡꯒꯦꯖ ꯇꯧꯕ ꯃꯊꯧ ꯇꯥꯏ꯫ ꯗ꯭ꯔꯥꯏꯚꯔ ꯑꯗꯨꯅ ꯏꯟꯖꯤꯟ ꯑꯗꯨ ꯇ꯭ꯔꯥꯟꯁꯃꯤꯁꯟꯗꯒꯤ ꯂꯧꯊꯣꯛꯅꯕ ꯀ꯭ꯂꯆ ꯄꯦꯗꯜ ꯑꯗꯨ ꯊꯤꯡꯖꯤꯟꯒꯗꯕꯅꯤ, ꯒꯤꯌꯥꯔꯁꯤꯡ ꯁꯤꯖꯤꯟꯅꯒꯗꯕꯅꯤ, ꯃꯗꯨꯒꯤ ꯃꯇꯨꯡꯗ ꯑꯅꯧꯕ ꯒꯤꯌꯥꯔ ꯑꯗꯨꯗ ꯂꯩꯔꯤꯕꯥ ꯇ꯭ꯔꯥꯟꯁꯃꯤꯁꯟꯒ ꯂꯣꯏꯅꯅꯥ ꯏꯟꯖꯤꯟ ꯑꯗꯨ ꯑꯃꯨꯛ ꯍꯟꯅ ꯑꯦꯡꯒꯦꯖ ꯇꯧꯅꯕ ꯀ꯭ꯂꯆ ꯃꯦꯗꯜ ꯑꯗꯨ ꯊꯥꯗꯣꯛꯀꯗꯕꯅꯤ꯫ ꯃꯁꯤꯅ ꯗ꯭ꯔꯥꯏꯚꯔꯅ ꯒꯥꯔꯤꯒꯤ ꯈꯣꯡꯖꯦꯜ ꯑꯃꯁꯨꯡ ꯄꯥꯋꯔꯗ ꯍꯦꯟꯅ ꯀꯟꯇꯔꯣꯜ ꯇꯧꯕ ꯉꯝꯍꯜꯂꯤ, ꯑꯗꯨꯕꯨ ꯃꯁꯤꯅ ꯗ꯭ꯔꯥꯏꯚꯔ ꯇꯧꯕ ꯃꯇꯝꯗꯥ ꯍꯦꯟꯅ ꯍꯩꯊꯣꯏ-ꯁꯤꯡꯊꯣꯏꯕ ꯑꯃꯁꯨꯡ ꯄꯨꯛꯅꯤꯡ ꯆꯪꯕꯁꯨ ꯃꯊꯧ ꯇꯥꯏ꯫ ꯑꯃꯔꯣꯝꯗꯥ, ꯑꯣꯇꯣꯃꯦꯇꯤꯛ ꯇ꯭ꯔꯥꯟꯁꯃꯤꯁꯟꯁꯤꯡꯅꯥ ꯍꯦꯟꯅ ꯀꯝꯄꯂꯦꯛꯁ ꯑꯣꯏꯕ ꯁꯤꯁ꯭ꯇꯦꯝ ꯑꯃꯥ ꯁꯤꯖꯤꯟꯅꯩ ꯃꯗꯨꯗ ꯁꯦꯟꯁꯔꯁꯤꯡ ꯑꯃꯁꯨꯡ ꯀꯝꯄꯌꯨꯇꯔ ꯀꯟꯇꯔꯣꯜ ꯁꯤꯁ꯭ꯇꯦꯝꯅꯥ ꯗ꯭ꯔꯥꯢꯚꯔ ꯗ꯭ꯔꯥꯏꯚꯤꯡ ꯀꯟꯗꯤꯁꯟꯁꯤꯡ, ꯍꯥꯏꯕꯗꯤ ꯈꯣꯡꯖꯦꯜ, ꯊ꯭ꯔꯣꯠ ꯑꯃꯁꯨꯡ ꯏꯟꯖꯤꯟ ꯂꯣꯗꯇꯥ ꯌꯨꯝꯐꯝ ꯑꯣꯏꯗꯨꯅ ꯁꯤꯖꯤꯟꯅꯒꯗꯕ ꯈ꯭ꯋꯥꯏꯗꯒꯤ ꯐꯕꯥ ꯒꯤꯌꯥꯔ ꯑꯗꯨ ꯂꯦꯞꯊꯣꯛꯏ꯫ ꯍꯥꯏꯗ꯭ꯔꯣꯂꯤꯛ ꯁꯤꯁ꯭ꯇꯦꯝꯁꯤꯡ, ꯕꯦꯟꯗꯁꯤꯡ ꯑꯃꯁꯨꯡ ꯀ꯭ꯂꯆꯔꯁꯤꯡꯅ ꯄ꯭ꯔꯤꯁꯦꯛꯁꯤꯡ ꯁꯤꯖꯤꯟꯅꯗꯨꯅ ꯒꯤꯌꯔꯁꯤꯡ ꯍꯣꯡꯗꯣꯛꯏ, ꯍꯦꯟꯅ ꯐꯖꯅ, ꯗ꯭ꯔꯥꯏꯚꯔꯗꯒꯤ ꯑꯦꯛꯁꯟ ꯑꯃꯠꯇ ꯃꯊꯧ ꯇꯥꯗꯅ꯫ ꯃꯁꯤꯅꯥ ꯗ꯭ꯔꯥꯏꯚꯤꯡ ꯑꯦꯛꯁꯄꯤꯔꯤꯑꯦꯟꯁ ꯑꯃꯥ ꯍꯦꯟꯅ ꯂꯩꯕ ꯑꯃꯁꯨꯡ ꯅꯨꯡꯉꯥꯏꯕ ꯑꯣꯏꯍꯜꯂꯤ, ꯑꯗꯨꯕꯨ ꯀꯔꯤꯒꯨꯝꯕ ꯃꯇꯝꯗꯥ ꯒꯥꯔꯤ ꯑꯗꯨ ꯗ꯭ꯔꯥꯏꯚꯔꯒꯤ ꯀꯃꯥꯟꯗꯁꯤꯡꯗ ꯍꯦꯟꯅ ꯔꯦꯁ꯭ꯄꯣꯟꯁꯤꯕꯜ ꯑꯣꯏꯍꯟꯕ ꯌꯥꯏ꯫ ꯈꯪꯖꯤꯟꯒꯗꯕꯥ ꯑꯃꯅꯥ, ꯃꯦꯅꯨꯑꯦꯜ ꯇ꯭ꯔꯥꯟꯁꯃꯤꯁꯟ ꯑꯃꯅꯥ ꯗ꯭ꯔꯥꯏꯚꯔꯗꯥ ꯀꯥ ꯑꯗꯨꯒꯤ ꯄꯔꯐꯣꯃꯦꯟꯁꯇꯥ ꯍꯦꯟꯅꯥ ꯀꯟꯇꯔꯣꯜ ꯄꯤꯔꯕꯁꯨ, ꯑꯣꯇꯣꯃꯦꯇꯤꯛ ꯇ꯭ꯔꯥꯟꯁꯃꯤꯁꯟ ꯑꯃꯅꯥ ꯒꯤꯌꯔ ꯁꯤꯐꯇꯤꯡ ꯑꯗꯨ ꯌꯦꯡꯁꯤꯜꯂꯤ, ꯃꯁꯤꯅꯥ ꯊꯕꯛ ꯇꯧꯕꯗ ꯂꯥꯏꯍꯜꯂꯤ꯫ ꯃꯈꯥꯗꯥ ꯄꯤꯔꯤꯕ ꯋꯥꯔꯣꯜ ꯑꯁꯤꯒꯤ ꯁꯃꯖꯤꯟꯅꯐꯝ ꯑꯃꯥ ꯂꯥꯛꯎ꯫ ꯏꯟꯇꯔꯅꯦꯇꯅ ꯑꯩꯈꯣꯏꯒꯤ ꯄꯨꯟꯁꯤꯗꯥ ꯃꯈꯜ ꯀꯌꯥꯒꯤ ꯑꯍꯣꯡꯕ ꯄꯨꯔꯛꯂꯦ, ꯑꯩꯈꯣꯏꯅ ꯂꯂꯣꯟ-ꯏꯇꯤꯛ ꯇꯧꯕ, ꯑꯇꯣꯞꯄꯁꯤꯡꯒ ꯋꯥꯔꯤ ꯁꯥꯅꯕ ꯑꯃꯁꯨꯡ ꯃꯤꯗꯤꯌꯥ ꯁꯤꯖꯤꯟꯅꯕꯒꯤ ꯃꯑꯣꯡ ꯃꯇꯧꯁꯤꯡꯗ ꯌꯥꯝꯅ ꯆꯥꯎꯅ ꯑꯍꯣꯡꯕ ꯄꯨꯔꯛꯂꯦ꯫ ꯏꯟꯇꯔꯅꯦꯠꯅ ꯑꯆꯧꯕ ꯑꯃꯁꯨꯡ ꯑꯄꯤꯛꯄꯥ ꯂꯝꯕꯤꯁꯤꯡꯗ ꯄꯥꯎ ꯐꯥꯎꯅꯕ ꯌꯥꯅꯕ ꯁꯦꯝꯒꯠꯂꯦ, ꯑꯗꯨꯒ ꯏ-ꯀꯝꯃꯔꯁ ꯑꯃꯁꯨꯡ ꯑꯣꯟꯂꯥꯏꯟ ꯕꯦꯡꯀꯤꯡꯅꯥ ꯑꯩꯈꯣꯏꯗꯥ ꯍꯥꯟꯅꯗꯒꯤ ꯍꯦꯟꯅ ꯊꯨꯅꯥ, ꯌꯥꯝꯅ ꯂꯥꯏꯅ ꯑꯃꯁꯨꯡ ꯍꯦꯟꯅ ꯁꯣꯏꯗꯅ ꯄꯣꯠ ꯂꯩꯕꯥ ꯑꯃꯁꯨꯡ ꯄꯦꯃꯦꯟꯇ ꯇꯧꯕꯥ ꯌꯥꯍꯜꯂꯦ꯫ ꯃꯁꯤꯅ ꯍꯥꯟꯅꯒꯤ ꯁꯣꯠꯊꯔꯕ ꯈꯨꯟꯅꯥꯏꯁꯤꯡꯗ ꯈꯣꯟꯖꯦꯜ ꯄꯤꯔꯦ ꯑꯃꯁꯨꯡ ꯃꯃꯥꯡꯗ ꯁꯦꯜ ꯌꯥꯝꯅ ꯆꯪꯗꯕ ꯏꯟꯐꯣꯔꯃꯦꯁꯟ ꯑꯃꯁꯨꯡ ꯔꯤꯁꯣꯔꯁꯁꯤꯡꯒꯤ ꯈꯨꯗꯣꯡꯆꯥꯕ ꯐꯪꯍꯜꯂꯦ꯫ ꯈꯪꯖꯤꯟꯒꯗꯕ ꯑꯃ, ꯏꯟꯇꯔꯅꯦꯠꯅꯥ ꯑꯩꯈꯣꯏꯅ ꯄꯥꯎ ꯐꯥꯎꯗꯣꯛ-ꯐꯥꯎꯖꯤꯟ ꯇꯧꯕ, ꯂꯂꯣꯟ-ꯏꯇꯤꯛ ꯇꯧꯕꯒꯤ ꯃꯑꯣꯡ-ꯃꯇꯧꯗ ꯑꯍꯣꯡꯕ ꯑꯃꯥ ꯄꯨꯔꯛꯂꯦ, ꯃꯗꯨꯅ ꯑꯣꯟꯂꯥꯏꯟ ꯁꯣꯄꯤꯡ ꯑꯃꯁꯨꯡ ꯕꯦꯡꯀꯤꯡꯒꯨꯝꯕ ꯊꯕꯛ ꯊꯧꯔꯝꯁꯤꯡ ꯍꯦꯟꯅ ꯂꯥꯏꯊꯣꯛꯍꯜꯂꯦ, ꯊꯨꯅꯥ ꯑꯃꯁꯨꯡ ꯍꯦꯟꯅ ꯁꯦꯀꯌꯨꯑꯣꯔ ꯑꯣꯏꯍꯜꯂꯦ꯫ ꯑꯁꯤꯅ ꯁꯣꯠꯊꯔꯕꯥ ꯀꯃꯌꯨꯅꯤꯇꯤꯁꯤꯡꯗ ꯃꯈꯣꯏ ꯃꯁꯥꯒꯤ ꯑꯣꯏꯕ ꯋꯥꯐꯝ ꯐꯣꯡꯗꯣꯛꯅꯕ ꯑꯃꯁꯨꯡ ꯔꯤꯁꯣꯔꯁꯁꯤꯡ ꯐꯪꯅꯕ ꯄ꯭ꯂꯦꯠꯐꯣꯔꯝ ꯑꯃꯥ ꯄꯤꯗꯨꯅ ꯃꯄꯥꯉꯡꯒꯜ ꯀꯟꯈꯠꯍꯜꯂꯦ꯫ ꯊꯤꯝꯒ ꯃꯔꯤ ꯂꯩꯅꯕ ꯇꯣꯉꯥꯟ ꯇꯣꯉꯥꯟꯕꯥ ꯋꯥꯍꯩ ꯃꯔꯤ ꯁꯦꯝꯒꯠꯄꯥ꯫ ꯊꯤꯝ: ꯑꯦꯁ꯭ꯇꯔꯣꯅꯣꯃꯤ ꯀꯟꯁꯇꯦꯂꯦꯁꯟ: ꯅꯨꯃꯤꯗꯥꯡꯒꯤ ꯑꯇꯤꯌꯥꯗꯥ ꯃꯁꯛ ꯊꯣꯛꯄꯥ ꯃꯑꯣꯡ ꯑꯃꯥ ꯁꯦꯝꯕꯥ ꯊꯥꯒꯤ ꯀꯥꯡꯂꯨꯞ ꯑꯃꯅꯤ꯫ ꯅꯦꯕꯨꯂꯥ: ꯁ꯭ꯄꯦꯁꯇꯥ ꯂꯩꯕꯥ ꯒ꯭ꯌꯥꯁ ꯑꯃꯁꯨꯡ ꯃꯩꯁꯥꯒꯤ ꯑꯆꯧꯕ ꯀ꯭ꯂꯥꯎꯗ ꯑꯃꯅꯤ, ꯃꯁꯤ ꯑꯌꯥꯝꯕꯅ ꯑꯇꯣꯞꯄ ꯃꯉꯥꯜ ꯌꯥꯎꯕ ꯄꯣꯠꯁꯛꯁꯤꯡꯒꯤ ꯃꯥꯌꯣꯛꯇ ꯃꯉꯥꯜ ꯊꯣꯛꯄ ꯄꯦꯆ ꯑꯃꯥ ꯅꯠꯇꯔꯒ ꯑꯃꯝꯕ ꯁꯤꯜꯍꯧ ꯑꯃ ꯑꯣꯏꯅ ꯎꯕꯥ ꯐꯪꯏ꯫ ꯁꯨꯄꯔꯅꯣꯚꯥ: ꯁ꯭ꯇꯥꯔ ꯑꯃꯅ ꯐ꯭ꯌꯨꯑꯦꯜ ꯂꯣꯏꯔꯕ ꯑꯃꯁꯨꯡ ꯊꯨꯒꯥꯏꯔꯛꯄꯥ ꯃꯇꯝꯗ ꯊꯣꯛꯄꯥ ꯁꯛꯇꯤ ꯂꯩꯕꯥ ꯄꯣꯠꯁꯛ ꯑꯃꯅꯤ, ꯃꯁꯤꯅ ꯃꯔꯝ ꯑꯣꯏꯗꯨꯅ ꯑꯆꯧꯕ ꯑꯦꯅꯔꯖꯤ ꯑꯃꯁꯨꯡ ꯔꯦꯗꯤꯑꯦꯁꯟ ꯊꯥꯗꯣꯛꯄꯥ ꯊꯣꯛꯍꯜꯂꯤ꯫